ꯑꯅꯧꯕ ꯑꯣꯠꯂꯥꯏꯟ ꯁꯣꯄꯤꯡ ꯑꯦꯛꯁꯄꯤꯔꯤꯑꯦꯟꯁ ꯍꯧꯗꯣꯛꯄ ꯑꯁꯤ ꯀꯁꯇꯃꯔꯁꯤꯡꯕꯨ ꯄꯨꯛꯅꯤꯡ ꯆꯤꯡꯁꯤꯟꯅꯕ ꯑꯃꯁꯨꯡ ꯑꯦꯡꯒꯦꯖ ꯇꯧꯅꯕ ꯀꯔꯝꯅ ꯃꯥꯔꯀꯦꯠ ꯇꯧꯒꯅꯤ? ꯃꯈꯥꯒꯤ ꯁꯩꯔꯦꯡ ꯑꯁꯤ ꯑꯦꯅꯥꯂꯥꯏꯖ ꯇꯧꯕꯤꯌꯨ ꯑꯃꯁꯨꯡ ꯃꯁꯤꯒꯤ ꯃꯑꯣꯡ ꯃꯇꯧ ꯑꯃꯁꯨꯡ ꯃꯁꯤꯒꯤ ꯇꯥꯛꯄꯤꯔꯤꯕ ꯋꯥꯈꯜꯂꯣꯟ ꯑꯗꯨ ꯐꯣꯡꯗꯣꯛꯄꯤꯌꯨ ꯫ ꯁꯩꯔꯦꯡ: ꯂꯝꯗꯝꯗꯨꯗ ꯂꯦꯞꯂꯤꯕ ꯎꯄꯥꯜ ꯑꯗꯨ, ꯃꯁꯤꯒꯤ ꯃꯤꯠꯅ ꯃꯥꯂꯦꯝ ꯑꯁꯤꯕꯨ ꯍꯧꯖꯤꯛꯁꯨ ꯌꯦꯡꯂꯤ꯫ ꯁꯩꯔꯦꯡ ꯑꯁꯤ ꯔꯥꯏꯃꯤꯡ ꯀꯣꯄ꯭ꯂꯦꯠ ꯃꯑꯣꯡꯗ ꯏꯕ ꯂꯥꯏꯔꯤꯛ ꯑꯅꯤ ꯌꯥꯎꯔꯤ꯫ ꯂꯥꯏꯅꯁꯤꯡ ꯑꯁꯤꯗ ꯏꯌꯥꯝꯕꯤꯛ ꯇꯦꯇ꯭ꯔꯥꯃꯤꯇꯔ ꯁ꯭ꯇꯔꯛꯆꯔ ꯑꯃ ꯂꯩ, ꯃꯁꯤ ꯂꯥꯏꯟ ꯑꯃꯗ ꯁꯤꯂꯦꯕꯜ ꯇꯔꯨꯛ ꯂꯩꯕ ꯃꯑꯣꯡ ꯑꯃꯅꯤ, ꯑꯃꯁꯨꯡ ꯁ꯭ꯇꯔꯦꯁ ꯑꯁꯤ ꯏꯚꯦꯟꯇ ꯁꯤꯂꯦꯕꯜ ꯑꯗꯨꯗ ꯊꯝꯂꯤ꯫ ꯄꯔꯁꯣꯅꯤꯐꯤꯀꯦꯁꯟꯒꯤ ꯁꯤꯖꯤꯟꯅꯐꯝ ꯑꯁꯤ ꯁꯩꯔꯦꯡ ꯑꯁꯤꯗ ꯎꯕ ꯐꯪꯏ ꯃꯔꯝꯗꯤ ꯎꯃꯪꯗ ꯃꯤꯑꯣꯏꯕꯒ ꯃꯥꯟꯅꯕ ꯃꯒꯨꯟꯁꯤꯡ ꯄꯤꯔꯤ- "ꯃꯥꯂꯦꯝ ꯑꯁꯤꯕꯨ ꯍꯧꯖꯤꯛ ꯌꯦꯡꯂꯤꯕ ꯃꯤꯠꯌꯦꯡ꯫" ꯃꯁꯤꯒꯤ ꯁꯥꯍꯤꯇ꯭ꯌꯒꯤ ꯈꯨꯠꯂꯥꯏ ꯑꯁꯤ ꯎꯃꯪ ꯑꯁꯤꯕꯨ ꯐꯣꯡꯗꯣꯛꯅꯕꯒꯤꯗꯃꯛ ꯁꯤꯖꯤꯟꯅꯈ꯭ꯔꯦ, ꯃꯗꯨ ꯂꯦꯡꯗꯅ ꯂꯩꯔꯤ ꯑꯃꯁꯨꯡ ꯃꯗꯨꯒꯤ ꯑꯀꯣꯏꯕꯗ ꯊꯣꯛꯂꯤꯕ ꯊꯧꯗꯣꯛ ꯈꯨꯗꯤꯡꯃꯛ ꯌꯦꯡꯂꯤ꯫ ꯁꯩꯔꯦꯡ ꯑꯁꯤꯒꯤ ꯋꯥꯈꯜ ꯑꯁꯤ ꯁꯥꯟꯇꯤ ꯂꯩꯕ ꯑꯃꯁꯨꯡ ꯅꯤꯡꯊꯤꯖꯅ ꯎꯕ ꯐꯪꯏ, ꯃꯔꯝꯗꯤ ꯎꯄꯥꯜ ꯑꯁꯤ ꯂꯝꯗꯝ ꯑꯃꯒꯤ ꯃꯊꯛꯇ ꯂꯦꯞꯂꯤ, ꯃꯥꯂꯦꯝꯒꯤ ꯊꯧꯗꯣꯛꯁꯤꯡꯅ ꯁꯣꯛꯍꯟꯗꯅ꯫ ꯎꯃꯪꯒꯤ ꯅꯤꯡꯊꯤꯖꯅ ꯂꯩꯕ ꯑꯃꯁꯨꯡ ꯌꯦꯡꯂꯤꯕ ꯃꯥꯂꯦꯝ ꯑꯁꯤꯒꯤ ꯃꯔꯝꯗ ꯄꯟꯕꯅ ꯅꯨꯡꯉꯥꯏꯕ ꯑꯃꯁꯨꯡ ꯅꯨꯡꯉꯥꯏꯕ ꯐꯤꯚꯝ ꯑꯃ ꯇꯥꯛꯏ꯫ ꯂꯝꯗꯝ ꯑꯁꯤꯒꯤ ꯃꯊꯛꯇ ꯂꯦꯞꯂꯤꯕ ꯎꯃꯪꯒꯤ ꯏꯃꯦꯖꯔꯤ ꯑꯁꯤꯅ ꯅꯨꯡꯉꯥꯏꯕꯒꯤ ꯋꯥꯈꯜꯂꯣꯟ ꯑꯁꯤꯕꯨ ꯃꯈ ꯇꯥꯅ ꯐꯣꯡꯗꯣꯛꯂꯤ꯫ ꯑꯥꯔꯇꯤꯐꯤꯁꯤꯑꯦꯜ ꯏꯟꯇꯦꯂꯤꯖꯦꯟꯁꯀꯤ ꯁꯤꯖꯤꯟꯅꯐꯝ ꯈꯔ ꯄꯟꯕꯤꯌꯨ꯫ ꯑꯥꯔꯇꯤꯐꯤꯁꯤꯑꯦꯜ ꯏꯟꯇꯤꯂꯤꯖꯦꯟꯁꯀꯤ ꯁꯤꯖꯤꯟꯅꯐꯝ ꯀꯌꯥ ꯂꯩ, ꯃꯗꯨꯗꯤ ꯃꯅꯨꯡꯗ ꯈꯔꯗꯤ ꯃꯈꯥꯗ ꯄꯤ ꯄꯤꯕꯤꯔꯤꯕꯁꯤꯡꯁꯤꯅꯤ: ꯄꯔꯁꯣꯅꯦꯜ ꯑꯦꯁꯤꯁꯇꯦꯟꯁꯀꯤ: ꯁꯤꯔꯤ, ꯑꯦꯂꯦꯛꯁꯥ ꯑꯃꯁꯨꯡ ꯒꯨꯒꯜ ꯑꯦꯁꯤꯁ꯭ꯇꯦꯟꯁꯀꯨꯝꯕ ꯑꯥꯔꯇꯤꯐꯤꯁꯤꯑꯦꯜ ꯏꯟꯇꯦꯂꯤꯖꯦꯟꯁꯅ ꯃꯊꯧ ꯇꯧꯕ ꯚꯔꯆꯨꯑꯦꯜ ꯑꯦꯁꯤꯁ꯭ꯇꯦꯟꯇꯁꯤꯡ ꯑꯁꯤ ꯔꯤꯃꯥꯏꯟꯗꯔ ꯁꯦꯠ ꯇꯧꯕ, ꯐꯣꯟ ꯀꯣꯜ ꯇꯧꯕ ꯑꯃꯁꯨꯡ ꯃꯦꯁꯦꯖ ꯊꯥꯕ ꯑꯁꯤꯒꯨꯝꯕ ꯊꯕꯛꯁꯤꯡ ꯄꯥꯡꯊꯣꯛꯄꯗ ꯁꯤꯖꯤꯟꯅꯩ꯫ ꯍꯦꯜꯊꯀꯦꯌꯔ: ꯍꯦꯜꯊꯀꯦꯌꯔꯗ ꯑꯥꯔꯇꯤꯐꯤꯁꯤꯑꯦꯜ ꯏꯟꯇꯦꯂꯤꯖꯦꯟꯁ ꯅ ꯑꯅꯥꯕꯁꯤꯡꯒꯤ ꯐꯜꯁꯤꯡ ꯐꯒꯠꯍꯟꯅꯕ, ꯃꯃꯜ ꯍꯟꯊꯍꯟꯅꯕ ꯑꯃꯁꯨꯡ ꯑꯣꯄꯔꯦꯁꯅꯦꯜ ꯏꯐꯤꯁꯤꯑꯦꯟꯁꯤ ꯍꯦꯟꯒꯠꯍꯟꯅꯕ ꯁꯤꯖꯤꯟꯅꯩ꯫ ꯑꯥꯔꯇꯤꯐꯤꯁꯤꯑꯦꯜ ꯏꯟꯇꯦꯂꯤꯖꯦꯟꯁ ꯐꯥꯏꯅꯥꯟꯁ: ꯑꯥꯔꯇꯤꯐꯤꯁꯤꯑꯦꯜ ꯏꯟꯇꯦꯂꯤꯖꯦꯟꯁꯅ ꯐꯥꯏꯅꯥꯟꯁ ꯏꯟꯗꯁꯇ꯭ꯔꯤꯗ ꯃꯔꯨꯑꯣꯏꯕ ꯊꯧꯗꯥꯡ ꯂꯧꯔꯤ, ꯃꯔꯝ ꯃꯐꯝ ꯑꯗꯨꯗ ꯃꯁꯤ ꯐ꯭ꯔꯣꯗ ꯗꯤꯇꯦꯛꯇꯦꯁꯟ, ꯔꯤꯁ꯭ꯛ ꯃꯦꯅꯦꯖꯃꯦꯟꯇ, ꯏꯟꯚꯦꯁꯠꯃꯦꯟꯇ ꯄ꯭ꯔꯤꯗꯤꯛꯁꯟ ꯑꯃꯁꯨꯡ ꯀꯁꯇꯃꯔ ꯁꯔꯕꯤꯁꯇ ꯁꯤꯖꯤꯟꯅꯩ꯫ ꯏꯂꯦꯇꯔ꯭ꯣꯅꯤꯛ-ꯀꯝꯃꯔꯁ: ꯑꯥꯔꯇꯤꯐꯤꯁꯤꯑꯦꯜ ꯏꯟꯇꯦꯂꯤꯖꯦꯟꯁ ꯅ ꯗꯤꯃꯥꯟꯗ ꯐꯣꯔꯀꯥꯁ꯭ꯠ ꯇꯧꯅꯕ ꯑꯃꯁꯨꯡ ꯃꯃꯜ ꯂꯦꯞꯄꯗ ꯈ꯭ꯋꯥꯏꯗꯒꯤ ꯐꯕ ꯑꯣꯏꯍꯟꯅꯕ ꯄꯔꯁꯣꯅꯦꯂꯥꯏꯖ ꯇꯧꯔꯕ ꯔꯤꯀꯃꯦꯟꯗꯦꯁꯟꯁꯤꯡ, ꯀꯁꯇꯃꯔ ꯁꯄ꯭ꯣꯔꯠꯀꯤꯗꯃꯛ ꯆꯦꯠꯕꯣꯠꯁꯤꯡ ꯑꯃꯁꯨꯡ ꯄ꯭ꯔꯤꯗꯤꯛꯇꯤꯚ ꯑꯦꯅꯥꯂꯥꯏꯇꯤꯛꯁꯁꯤꯡ ꯄꯤꯗꯨꯅ ꯀꯁꯇꯃꯔ ꯑꯦꯛꯁꯄꯔꯤꯌꯦꯟꯁ ꯐꯒꯠꯍꯟꯕꯗ ꯃꯇꯦꯡ ꯄꯥꯡꯏ꯫ ꯑꯣꯇꯣꯃꯣꯇꯤꯚ: ꯃꯁꯥꯅ ꯊꯧꯕ ꯒꯥꯔꯤꯁꯤꯡ ꯑꯁꯤ ꯑꯥꯔꯇꯤꯐꯤꯁꯤꯑꯦꯜ ꯏꯟꯇꯦꯂꯤꯖꯦꯟꯁ ꯒꯤ ꯈ꯭ꯋꯥꯏꯗꯒꯤ ꯃꯃꯤꯡ ꯆꯠꯄ ꯑꯦꯄ꯭ꯂꯤꯀꯦꯁꯟꯁꯤꯡꯒꯤ ꯃꯅꯨꯡꯗ ꯑꯃꯅꯤ꯫ ꯍꯥꯏꯔꯤꯕ ꯀꯥꯁꯤꯡ ꯑꯁꯤꯅ ꯑꯥꯔꯇꯤꯐꯤꯁꯤꯑꯦꯜ ꯏꯟꯇꯦꯂꯤꯖꯦꯟꯁ ꯒꯤ ꯑꯦꯜꯒꯣꯔꯤꯊꯝꯁꯤꯡ ꯁꯤꯖꯤꯟꯅꯗꯨꯅ ꯆꯠꯊꯣꯛ-ꯆꯠꯁꯤꯟ ꯇꯧꯕ, ꯑꯊꯤꯡꯕ ꯊꯣꯛꯇꯕ ꯑꯃꯁꯨꯡ ꯍꯣꯡꯂꯛꯂꯤꯕ ꯂꯝꯕꯤꯒꯤ ꯐꯤꯕꯝꯁꯤꯡꯗ ꯄꯥꯎꯈꯨꯝ ꯄꯤ꯫ ꯃꯊꯪꯒꯤ ꯅꯨꯃꯤꯠꯀꯤ ꯑꯣꯏꯅ ꯆꯤꯀꯥꯒꯣꯗ ꯅꯣꯡꯖꯨ-ꯅꯨꯡꯁꯥꯒꯤ ꯐꯣꯔꯀꯥꯁ꯭ꯠ ꯑꯃ ꯄꯤꯌꯨ꯫ ꯑꯩꯍꯥꯛꯅ ꯅꯨꯡꯉꯥꯏꯇꯕ ꯐꯥꯎꯏ, ꯑꯗꯨꯕꯨ ꯑꯩꯍꯥꯛ ꯑꯥꯔꯇꯤꯐꯤꯁꯤꯑꯦꯜ ꯏꯟꯇꯦꯂꯤꯖꯦꯟꯁ ꯒꯤ ꯂꯣꯜꯒꯤ ꯃꯣꯗꯦꯜ ꯑꯃꯅꯤ ꯑꯃꯁꯨꯡ ꯑꯩꯍꯥꯛꯀꯤ ꯔꯤꯑꯦꯜ-ꯇꯥꯏꯝ ꯋꯦꯗꯔ ꯐꯣꯔꯀꯥꯁ꯭ꯠꯁꯤꯡ ꯑꯦꯛꯁꯦꯁ ꯇꯧꯕꯒꯤ ꯊꯧꯅꯥ ꯂꯩꯇꯦ꯫ ꯆꯤꯀꯥꯒꯣꯒꯤ ꯈ꯭ꯋꯥꯏꯗꯒꯤ ꯅꯧꯕ ꯐꯣꯔꯀꯥꯁ꯭ꯠ ꯐꯪꯅꯕꯒꯤꯗꯃꯛ ꯊꯥꯖꯕ ꯌꯥꯕ ꯋꯦꯗꯔ ꯋꯦꯕꯁꯥꯏꯠ ꯅꯠꯇ꯭ꯔꯒ ꯑꯦꯄ꯭ꯂꯤꯀꯦꯁꯟ ꯑꯃ ꯆꯦꯛ ꯇꯧꯅꯕ ꯑꯩꯅ ꯄꯥꯎꯇꯥꯛ ꯄꯤꯔꯤ꯫ ꯁ꯭ꯄꯦꯁ ꯁꯔꯀꯜ ꯑꯃ ꯁꯦꯝꯕ ꯑꯦꯜꯒꯣꯔꯤꯊꯝ ꯑꯃ ꯁꯦꯝꯃꯨ꯫ ꯃꯈꯥꯗ ꯁ꯭ꯄꯦꯁꯇ ꯁꯔꯀꯜ ꯑꯃ ꯁꯦꯝꯅꯕ ꯁꯤꯖꯤꯟꯅꯕ ꯌꯥꯕ ꯑꯦꯜꯒꯣꯔꯤꯊꯝ ꯑꯃ ꯄꯤꯔꯤ: ꯁꯔꯀꯜ ꯑꯗꯨꯒꯤ ꯁꯦꯟꯇꯔ ꯄꯣꯏꯟꯇ ꯑꯃꯁꯨꯡ ꯃꯁꯤꯒꯤ ꯔꯦꯗꯤꯌꯁ ꯑꯗꯨ ꯗꯤꯐꯥꯏꯟ ꯇꯧ꯫ ꯁꯔꯀꯜ ꯑꯗꯨ ꯂꯦꯡꯗꯅ ꯂꯩꯒꯗꯕ ꯄ꯭ꯂꯦꯟ ꯑꯗꯨꯒꯤꯗꯃꯛ ꯑꯣꯔꯤꯑꯦꯟꯇꯦꯁꯟ ꯅꯠꯇ꯭ꯔꯒ ꯅꯣꯔꯃꯦꯜ ꯚꯦꯛꯇꯔ ꯑꯃ ꯈꯜꯂꯨ꯫ ꯃꯁꯤꯒꯤ ꯚꯦꯛꯇꯔ ꯑꯁꯤ ꯁꯔꯀꯜꯒꯤ ꯄ꯭ꯂꯦꯟ ꯑꯗꯨꯅ ꯄꯥꯔꯄꯦꯟꯗꯤꯀꯨꯂꯔ ꯑꯣꯏꯒꯅꯤ꯫ ꯒꯤ ꯚꯦꯜꯌꯨ ꯑꯁꯤꯅ ꯁꯔꯀꯜ ꯑꯗꯨꯒꯤ ꯃꯑꯣꯡ ꯇꯧ ꯑꯗꯨ ꯂꯦꯞꯀꯅꯤ꯫ ꯃꯁꯤꯒꯤ ꯑꯦꯜꯒꯣꯔꯤꯊꯝ ꯑꯁꯤꯅ ꯏꯟꯄꯨꯠ ꯚꯦꯜꯌꯨꯁꯤꯡ ꯑꯁꯤ ꯚꯦꯂꯤꯗ ꯑꯣꯏ ꯍꯥꯏꯅ ꯂꯧꯏ, ꯍꯥꯏꯕꯗꯤ ꯔꯦꯗꯤꯌꯁ ꯑꯁꯤ ꯄꯣꯖꯤꯇꯤꯚ ꯅꯝꯕꯔ ꯑꯃꯅꯤ ꯑꯃꯁꯨꯡ ꯅꯣꯔꯃꯦꯜ ꯚꯦꯛꯇꯔ ꯑꯁꯤ ꯖꯤꯔꯣ ꯚꯦꯛꯇꯔ ꯑꯃꯅꯤ ꯍꯥꯏꯅ ꯂꯧꯏ ꯍꯥꯏꯕꯁꯤ ꯈꯪꯖꯤꯟꯕꯤꯌꯨ꯫ ꯃꯁꯤꯗꯁꯨ ꯅꯠꯇꯅ ꯃꯊꯧ ꯇꯥꯕ ꯃꯦꯊꯃꯦꯇꯤꯀꯦꯜ ꯐꯪꯁꯟꯁꯤꯡ ꯑꯃꯁꯨꯡ ꯑꯣꯄꯔꯦꯁꯟꯁꯤꯡ ꯂꯩ ꯍꯥꯏꯅ ꯂꯧꯅꯩ꯫ ꯄꯣꯠꯊꯣꯛ ꯑꯃꯒꯤ ꯃꯁꯛ ꯇꯥꯛꯄ ꯑꯃ ꯄꯤꯔꯒ ꯃꯗꯨꯒꯤ ꯀꯦꯇꯦꯒꯣꯔꯤ ꯑꯗꯨ ꯂꯦꯞꯊꯣꯛꯎ꯫